ꯆꯥꯏꯅꯥꯒꯤ ꯊꯥꯏꯅꯒꯤ ꯋꯥꯔꯤꯗ ꯆꯥꯡ ꯏ ꯑꯁꯤ ꯃꯍꯥꯛꯀꯤ ꯃꯄꯨꯔꯣꯏꯕ ꯃꯃꯤꯡ ꯂꯩꯔꯕ ꯑꯥꯔꯆꯔ ꯍꯥꯎ ꯌꯤ ꯗꯒꯤ ꯁꯤꯕ ꯅꯥꯏꯗꯕꯒꯤ ꯏꯂꯤꯛꯁꯤꯔ ꯑꯃ ꯍꯨꯔꯥꯟꯈꯤꯕ ꯑꯃꯁꯨꯡ ꯊꯥꯒꯤ ꯂꯥꯏꯔꯦꯝꯕꯤ ꯑꯣꯏꯅꯕ ꯅꯥꯟꯊꯣꯛꯄꯒꯤꯗꯃꯛ ꯈ꯭ꯋꯥꯏꯗꯒꯤ ꯃꯃꯤꯡ ꯆꯠꯂꯤ꯫ ꯆꯥꯏꯅꯥꯒꯤ ꯀꯦꯅꯟꯗ ꯈ꯭ꯋꯥꯏꯗꯒꯤ ꯃꯔꯨꯑꯣꯏꯕ ꯑꯃꯁꯨꯡ ꯃꯤꯌꯥꯝꯅ ꯄꯥꯝꯅꯕ ꯋꯥꯔꯤꯁꯤꯡꯒꯤ ꯃꯅꯨꯡꯗ ꯑꯃ ꯑꯣꯏꯔꯤꯕ ꯆꯥꯡ ꯏꯒꯤ ꯋꯥꯔꯤ ꯑꯁꯤꯅ ꯆꯍꯤꯒꯤ ꯑꯣꯏꯕ ꯃꯤꯗ ꯑꯣꯇꯝ ꯐꯦꯁꯇꯤꯕꯦꯜꯗ ꯃꯔꯨꯑꯣꯏꯕ ꯊꯧꯗꯥꯡ ꯂꯧꯔꯤ꯫ ꯃꯃꯤꯡ ꯂꯥꯏꯔꯦꯝꯕꯤ ꯆꯥꯡꯏꯒꯤ ꯃꯃꯤꯡ ꯑꯁꯤ ꯃꯍꯥꯛꯀꯤ ꯃꯤꯡꯗ ꯃꯄꯨꯡ ꯐꯥꯅ ꯇꯣꯞ ꯇꯣꯞꯄ ꯁꯛꯇꯝ ꯑꯃ ꯑꯣꯏꯔꯤꯕ ꯆꯥꯡ ꯑꯃꯁꯨꯡ ꯐꯖꯕ ꯅꯍꯥ ꯑꯣꯏꯔꯤꯕ ꯅꯨꯄꯤ ꯍꯥꯏꯅ ꯋꯥꯍꯟꯊꯣꯛ ꯄꯤꯔꯤꯕ ꯑꯁꯤꯅ ꯁꯦꯝꯕꯅꯤ꯫ ꯔꯣꯃꯥꯅꯥꯏꯖꯦꯁꯟꯒꯤ ꯑꯇꯣꯞꯄ ꯃꯑꯣꯡꯁꯤꯡꯗ ꯆꯥꯡ ꯏ ꯑꯁꯤ ꯀꯔꯤꯒꯨꯝꯕ ꯃꯇꯝꯗ ꯆꯥꯡ ꯑꯣ ꯍꯥꯏꯅ ꯈꯪꯅꯩ꯫ ꯃꯇꯝ ꯑꯃꯗ ꯆꯥꯡ ꯏ ꯑꯁꯤ ꯍꯦꯡ ꯏ ꯍꯥꯏꯅ ꯈꯪꯅꯔꯝꯃꯤ꯫ ꯑꯗꯨꯝ ꯑꯣꯏꯅꯃꯛ ꯃꯍꯥꯛꯀꯤ ꯑꯁꯦꯡꯕ ꯃꯃꯤꯡ ꯑꯗꯨ ꯍꯣꯡꯗꯣꯛꯈꯤ ꯃꯔꯝꯗꯤ ꯅꯤꯡꯊꯧꯔꯦꯜ ꯂꯤꯌꯨ ꯍꯦꯡ ꯅ ꯃꯍꯥꯛꯀꯤ ꯃꯤꯡꯗ ꯃꯥꯟꯅꯕ ꯁꯛꯇꯝ ꯑꯃꯥ ꯁꯤꯖꯤꯟꯅꯈꯤ꯫ ꯅꯤꯡꯊꯧꯔꯦꯜ ꯑꯃꯒꯤ ꯃꯃꯤꯡ ꯑꯁꯤ ꯇꯣꯞ ꯇꯣꯞꯄ ꯑꯣꯏꯒꯅꯤ ꯍꯥꯏꯅ ꯂꯧꯅꯔꯝꯃꯤ ꯑꯃꯁꯨꯡ ꯑꯇꯣꯞꯄ ꯆꯥꯏꯅꯥꯒꯤ ꯅꯥꯠꯀꯤ ꯑꯣꯏꯕ ꯃꯤꯑꯣꯏ ꯑꯃꯒ ꯌꯥꯝꯅ ꯃꯥꯟꯅꯕ ꯃꯤꯡ ꯑꯃ ꯂꯩꯕꯁꯤ ꯌꯥꯝꯅ ꯌꯥꯗꯕ ꯑꯣꯏꯅ ꯂꯧꯔꯝꯒꯅꯤ꯫ ꯑꯁꯨꯝꯅ ꯍꯦꯡ ꯏ ꯍꯥꯏꯕ ꯃꯤꯡ ꯑꯁꯤ ꯆꯥꯡ ꯏ ꯍꯥꯏꯅ ꯍꯣꯡꯗꯣꯛꯈꯤ꯫ ꯃꯇꯤꯛ ꯃꯌꯥꯏ ꯊꯥꯒꯤ ꯊꯋꯥꯏ ꯑꯣꯏꯗ꯭ꯔꯤꯉꯩ ꯃꯃꯥꯡꯗ ꯆꯥꯡ ꯏ ꯑꯁꯤ ꯆꯥꯏꯅꯥ ꯁꯤꯟꯕ ꯊꯨꯡꯅ ꯃꯍꯥꯛꯀꯤ ꯐꯖꯕꯒꯤꯗꯃꯛ ꯃꯃꯤꯡ ꯆꯠꯂꯕ ꯅꯨꯄꯤ ꯑꯃ ꯑꯣꯏꯔꯝꯃꯤ꯫ ꯃꯍꯥꯛ ꯃꯆꯨ ꯇꯥꯡꯕ ꯁꯪꯒꯣꯝ ꯌꯥꯎꯕ ꯎꯟꯁꯥ ꯅꯨꯃꯤꯗꯥꯡꯒꯨꯝꯅ ꯑꯃꯨꯕ ꯃꯁꯝ ꯑꯃꯁꯨꯡ ꯆꯦꯔꯤ ꯃꯁꯥꯒꯨꯝꯅ ꯆꯤꯝꯕꯥꯜ ꯂꯩꯔꯝꯃꯤ꯫ ꯑꯥꯔꯠꯇ ꯆꯥꯡ ꯏ ꯑꯁꯤ ꯂꯦꯞꯄ ꯂꯩꯇꯅ ꯃꯁꯛ ꯅꯥꯏꯕ ꯁꯝꯒꯤ ꯂꯩꯇꯦꯡꯁꯤꯡ ꯑꯃꯁꯨꯡ ꯑꯁꯥꯡꯕ ꯆꯦꯜꯂꯤꯕ ꯐꯤꯔꯣꯜꯁꯤꯡ ꯁꯦꯠꯄ ꯆꯤꯡꯂꯦꯝꯕ ꯅꯍꯥ ꯑꯣꯏꯔꯤꯕ ꯅꯨꯄꯤ ꯑꯃ ꯑꯣꯏꯅ ꯎꯠꯂꯤ꯫ ꯃꯍꯥꯛꯄꯨ ꯀꯔꯤꯒꯨꯝꯕ ꯃꯇꯝꯗ ꯆꯤꯡꯂꯦꯝꯕ ꯑꯉꯧꯕ ꯔꯦꯕꯤꯠ ꯑꯃ ꯄꯥꯏꯗꯨꯅ ꯎꯠꯂꯤ꯫ ꯃꯇꯝ ꯃꯇꯝꯒꯤ ꯑꯣꯏꯅ ꯆꯥꯡ ꯏ ꯑꯁꯤ ꯐꯠꯇꯕ ꯇꯣꯗ ꯑꯃ ꯑꯣꯏꯅ ꯎꯠꯄ ꯌꯥꯏ꯫ ꯏꯃꯨꯡ ꯃꯅꯨꯡ ꯆꯥꯡ ꯏ ꯑꯁꯤ ꯃꯃꯤꯡ ꯂꯩꯔꯕ ꯑꯥꯔꯆꯔ ꯍꯤꯔꯣ ꯍꯥꯎ ꯌꯤꯒ ꯂꯨꯍꯣꯡꯏ꯫ ꯆꯥꯡ ꯏꯒꯤ ꯏꯃꯨꯡ ꯃꯅꯨꯡꯒꯤ ꯃꯇꯥꯡꯗ ꯈꯔ ꯈꯪꯕ ꯉꯝꯗꯦ꯫ ꯃꯍꯥꯛꯀꯤ ꯑꯔꯤꯕ ꯋꯥꯔꯤꯒꯤ ꯋꯥꯔꯤ ꯈꯔꯗ ꯆꯥꯡ ꯏꯅ ꯄꯣꯔꯁꯤꯂꯦꯟꯒꯤ ꯆꯐꯨ ꯑꯃ ꯁꯣꯏꯗꯅ ꯊꯨꯒꯥꯏꯕꯒꯤꯗꯃꯛ ꯁꯤꯕ ꯃꯤꯑꯣꯏ ꯑꯃ ꯑꯣꯏꯅ ꯍꯤꯡꯅꯕ ꯌꯥꯅꯤꯡꯗꯕ ꯐꯣꯡꯗꯣꯛꯇ꯭ꯔꯤꯉꯩ ꯃꯃꯥꯡꯗ ꯖꯦꯗ ꯅꯤꯡꯊꯧꯔꯦꯜꯕꯨ ꯁꯦꯕꯥ ꯇꯧꯈꯤ꯫ ꯆꯥꯡ ꯏ ꯑꯁꯤ ꯑꯌꯥꯝꯕꯅ ꯃꯤꯌꯥꯝꯅ ꯄꯥꯝꯅꯕ ꯊꯥꯒꯤ ꯂꯥꯏꯔꯦꯝꯕꯤ ꯆꯥꯡꯁꯤꯒ ꯆꯃꯝꯅꯩ ꯃꯍꯥꯛꯅ ꯊꯥ ꯇꯔꯥꯅꯤꯊꯣꯏ ꯄꯣꯛꯈꯤ꯫ ꯄꯨꯋꯥꯔꯤ ꯅꯩꯅꯕ ꯈꯔꯅ ꯊꯥꯖꯩ ꯃꯗꯨꯗꯤ ꯆꯥꯡ ꯏ ꯑꯁꯤ ꯃꯈꯣꯏꯒꯤ ꯃꯃꯤꯡ ꯑꯃꯁꯨꯡ ꯊꯥꯒꯤ ꯂꯥꯏꯔꯦꯝꯕꯤꯁꯤꯡꯒ ꯃꯥꯟꯅꯗ‌ꯦ ꯊꯥꯛ ꯑꯁꯤꯅ ꯃꯔꯝ ꯑꯣꯏꯗꯨꯅ ꯆꯥꯡꯁꯤꯒꯤ ꯃꯃꯥ ꯑꯣꯏꯔꯝꯕ ꯌꯥꯏ꯫ ꯆꯥꯡ ꯏ ꯑꯁꯤ ꯇꯣꯉꯥꯟ ꯇꯣꯉꯥꯟꯕ ꯑꯔꯤꯕ ꯋꯥꯔꯤ ꯀꯌꯥꯒ ꯃꯔꯤ ꯂꯩꯅꯔꯕꯁꯨ ꯃꯍꯥꯛ ꯁꯤꯕ ꯅꯥꯏꯗꯕꯒꯤ ꯏꯂꯤꯛꯁꯤꯔ ꯍꯨꯔꯥꯟꯕꯒꯤꯗꯃꯛ ꯈ꯭ꯋꯥꯏꯗꯒꯤ ꯃꯃꯤꯡ ꯆꯠꯂꯤ꯫ ꯃꯁꯤ ꯈꯦꯠꯅꯕ ꯈꯔ ꯎꯠꯂꯤꯕ ꯑꯔꯤꯕ ꯋꯥꯔꯤ ꯑꯃꯅꯤ꯫ ꯑꯃꯨꯛ ꯍꯟꯅ ꯍꯥꯏꯕ ꯈꯔꯗ ꯆꯥꯡ ꯏꯅ ꯃꯍꯥꯛꯀꯤ ꯃꯄꯨꯔꯣꯏꯕꯒꯤ ꯁꯤꯟꯐꯝ ꯇꯝꯂꯤꯕ ꯃꯤꯑꯣꯏ ꯑꯗꯨꯅ ꯃꯁꯥꯒꯤꯗꯃꯛ ꯍꯨꯔꯥꯟꯅꯕ ꯍꯣꯠꯅꯔꯛꯄ ꯃꯇꯝꯗ ꯏꯂꯤꯛꯁꯤꯔ ꯑꯗꯨ ꯅꯝꯐꯨꯗ ꯊꯛꯅꯕ ꯍꯣꯠꯅꯩ꯫ ꯑꯇꯣꯞꯄꯁꯤꯡꯗꯗꯤ ꯆꯥꯡ ꯏ ꯑꯁꯤ ꯃꯁꯥ ꯃꯊꯟꯇ ꯇꯧꯕꯗꯒꯤ ꯏꯂꯤꯛꯁꯤꯔ ꯑꯗꯨ ꯍꯨꯔꯥꯟꯕ ꯃꯤꯅꯨꯡꯁꯤ ꯂꯩꯇꯕ ꯅꯨꯄꯤ ꯑꯃꯈꯛꯇꯅꯤ꯫ ꯑꯗꯨꯝ ꯑꯣꯏꯅꯃꯛ ꯃꯈꯜ ꯈꯨꯗꯤꯡꯃꯛꯇ ꯆꯥꯡ ꯏꯅ ꯍꯤꯗꯥꯛ ꯑꯗꯨ ꯊꯛꯏ ꯃꯇꯝ ꯅꯥꯏꯗꯕ ꯑꯣꯏꯔꯛꯏ ꯑꯃꯁꯨꯡ ꯊꯥꯗ ꯆꯦꯜꯂꯤ꯫ ꯆꯥꯡ ꯏꯒꯤ ꯈ꯭ꯋꯥꯏꯗꯒꯤ ꯑꯍꯥꯟꯕ ꯃꯁꯛ ꯊꯣꯛꯄ ꯑꯃꯗꯤ ꯑꯔꯤꯕ ꯂꯥꯏꯒꯤ ꯑꯣꯏꯕ ꯂꯥꯏꯔꯤꯛ ꯒꯨꯏ ꯀꯥꯡ ꯗ ꯌꯥꯎꯏ꯫ ꯂꯥꯏꯔꯤꯛ ꯃꯁꯤꯅ ꯃꯍꯥꯛꯀꯤ ꯊꯕꯛꯁꯤꯡ ꯑꯁꯤ ꯑꯁꯨꯝꯅ ꯐꯣꯡꯗꯣꯛꯂꯤ ꯃꯃꯥꯡꯗ ꯆꯥꯡ ꯏꯅ ꯅꯣꯡꯆꯨꯞꯂꯣꯝꯒꯤ ꯂꯩꯃ ꯃꯃꯥꯒꯤ ꯁꯤꯕ ꯅꯥꯏꯗꯕꯒꯤ ꯍꯤꯗꯥꯛ ꯑꯗꯨ ꯂꯧꯗꯨꯅ ꯆꯥꯈꯤ ꯑꯃꯁꯨꯡ ꯃꯇꯨꯡ ꯇꯥꯔꯛꯄꯗ ꯊꯥꯗ ꯆꯦꯟꯈꯤ ꯃꯁꯤꯅ ꯊꯥꯒꯤ ꯃꯔꯨꯑꯣꯏꯕ ꯃꯁꯛ ꯑꯣꯏꯔꯛꯈꯤ꯫ ꯁꯤꯗ ꯍꯤꯗꯥꯛ ꯊꯛꯄ ꯃꯥꯂꯦꯝ ꯑꯁꯤ ꯅꯍꯥ ꯑꯣꯏꯔꯤꯉꯩꯗ ꯑꯇꯤꯌꯥꯗ ꯅꯨꯃꯤꯠ ꯇꯔꯥ ꯂꯩꯔꯝꯃꯤ꯫ ꯃꯇꯝ ꯄꯨꯝꯅꯃꯛꯇ ꯌꯥꯝꯅ ꯁꯥꯔꯝꯃꯤ ꯑꯃꯁꯨꯡ ꯅꯨꯃꯤꯗꯥꯡꯒꯨꯝꯕ ꯑꯃꯠꯇ ꯂꯩꯔꯝꯗꯦ꯫ ꯑꯀꯟꯕ ꯃꯩꯁꯥ ꯑꯁꯤꯅ ꯃꯍꯩ-ꯃꯔꯣꯡꯁꯤꯡ ꯊꯥꯕꯗ ꯑꯋꯥꯕ ꯑꯣꯏꯍꯟꯈꯤ ꯑꯃꯁꯨꯡ ꯃꯤꯁꯤꯡ ꯄꯨꯝꯅꯃꯛ ꯈꯨꯗꯣꯡꯊꯤꯅꯤꯡꯉꯥꯏ ꯑꯣꯏꯍꯟꯈꯤ꯫ ꯅꯣꯡꯃ ꯍꯥꯎ ꯌꯤ ꯀꯧꯕ ꯍꯩꯊꯣꯏ ꯁꯤꯡꯊꯣꯏꯔꯕ ꯇꯦꯟꯀꯥꯞꯄ ꯑꯃꯅ ꯃꯇꯤꯛ ꯆꯥꯔꯦ ꯍꯥꯏꯅ ꯋꯥꯔꯦꯞ ꯂꯧꯈꯤ꯫